ꯄ꯭ꯔꯣꯖꯦꯛꯇ ꯑꯁꯤꯒꯤ ꯑꯔꯣꯏꯕꯥ ꯐꯜ ꯑꯗꯨꯛ ꯌꯥꯝꯅꯥ ꯃꯥꯏ ꯄꯥꯛꯈꯤ꯫ ꯄ꯭ꯔꯣꯖꯦꯛꯇ ꯑꯁꯤ ꯃꯥꯢ ꯄꯥꯛꯅꯥ ꯂꯣꯏꯁꯤꯟꯈꯤ꯫। ꯑꯅꯧꯕꯥ ꯑꯃꯥ ꯁꯦꯝꯕꯒꯤ ꯃꯍꯨꯠꯇꯥ ꯍꯧꯖꯤꯛ ꯂꯩꯔꯤꯕꯥ ꯀ꯭ꯂꯥꯁꯤꯐꯤꯀꯦꯁꯟ ꯃꯣꯗꯦꯜ ꯑꯃꯥ ꯁꯤꯖꯤꯟꯅꯕꯅꯥ ꯀꯔꯤꯒꯤꯗꯃꯛꯇꯥ ꯀꯥꯟꯅꯕꯥ ꯑꯣꯏꯒꯅꯤ ꯍꯥꯏꯕꯗꯨ ꯁꯟꯗꯣꯛꯅꯥ ꯇꯥꯛꯄꯤꯌꯨ꯫ ꯍꯧꯖꯤꯛ ꯂꯩꯔꯤꯕꯥ ꯀ꯭ꯂꯥꯁꯤꯐꯤꯀꯦꯁꯟ ꯃꯣꯗꯦꯜ ꯑꯃꯥ ꯁꯤꯖꯤꯟꯅꯕꯅꯥ ꯑꯅꯧꯕꯥ ꯑꯃꯥ ꯃꯃꯥꯡꯗꯒꯤ ꯁꯦꯝꯒꯠꯄꯗꯒꯤ ꯀꯥꯟꯅꯕꯥ ꯀꯌꯥ ꯑꯃꯥ ꯄꯤꯔꯤ꯫ ꯀꯥꯟꯅꯕꯁꯤꯡ ꯑꯁꯤꯒꯤ ꯃꯅꯨꯡꯗꯥ ꯈꯔꯗꯤ ꯃꯈꯥꯗꯥ ꯄꯤꯔꯤꯕꯁꯤꯡꯁꯤꯅꯤ: ꯃꯇꯝ ꯑꯃꯁꯨꯡ ꯔꯤꯁꯣꯔꯁ-ꯁꯦꯚꯤꯡ: ꯑꯅꯧꯕꯥ ꯀ꯭ꯂꯥꯁꯤꯐꯤꯀꯦꯁꯟ ꯃꯣꯗꯦꯜ ꯑꯃꯥ ꯃꯃꯥꯡꯗꯒꯤ ꯁꯦꯝꯕꯥ ꯍꯥꯏꯕꯁꯤ ꯃꯇꯝ ꯌꯥꯝꯅꯥ ꯆꯪꯕꯥ ꯑꯃꯁꯨꯡ ꯔꯤꯁꯣꯔꯁ ꯌꯥꯝꯅꯥ ꯆꯪꯕꯥ ꯊꯧꯑꯣꯡ ꯑꯃꯥ ꯑꯣꯏꯕꯥ ꯌꯥꯏ꯫ ꯃꯁꯤꯗꯥ ꯗꯦꯇꯥ ꯃꯁꯤꯡ ꯌꯥꯝꯅꯥ ꯈꯣꯝꯖꯤꯟꯕꯥ ꯑꯃꯁꯨꯡ ꯂꯦꯕꯦꯜ ꯇꯧꯕꯥ, ꯃꯊꯧ ꯇꯥꯕꯥ ꯐꯤꯆꯔꯁꯤꯡ ꯁꯦꯝꯒꯠꯄꯥ ꯑꯃꯁꯨꯡ ꯈꯟꯕꯥ, ꯑꯃꯁꯨꯡ ꯃꯣꯗꯦꯜ ꯑꯁꯤ ꯇ꯭ꯔꯦꯅꯤꯡ ꯇꯧꯕꯥ ꯑꯃꯁꯨꯡ ꯇꯦꯁ꯭ꯠ ꯇꯧꯕꯥ ꯃꯊꯧ ꯇꯥꯏ꯫ ꯑꯃꯔꯣꯃꯗꯥ, ꯍꯥꯟꯅꯅꯥ ꯃꯇꯤꯛ ꯆꯥꯕꯥ ꯗꯦꯇꯥꯁꯦꯠ ꯑꯃꯗꯥ ꯇ꯭ꯔꯦꯟ ꯇꯧꯔꯕꯥ ꯍꯧꯖꯤꯛ ꯂꯩꯔꯤꯕꯥ ꯃꯣꯗꯦꯜ ꯑꯃꯥ ꯁꯤꯖꯤꯟꯅꯕꯅꯥ ꯃꯇꯝ ꯑꯃꯁꯨꯡ ꯍꯣꯠꯅꯕꯥ ꯀꯟꯕꯥ ꯉꯝꯒꯅꯤ꯫ ꯃꯔꯝꯗꯤ ꯃꯁꯤ ꯍꯥꯟꯅꯅꯥ ꯑꯣꯞꯇꯤꯃꯥꯏꯖ ꯇꯧꯈ꯭ꯔꯦ꯫ ꯑꯃꯁꯨꯡ ꯑꯀꯛꯅꯕꯥ ꯊꯕꯛ ꯑꯗꯨꯒꯤꯗꯃꯛ ꯐꯥꯏꯅꯦꯜ ꯇ꯭ꯌꯨꯟ ꯇꯧꯕꯥ ꯌꯥꯏ꯫ ꯄ꯭ꯔꯃꯥꯟ ꯂꯩꯕꯥ ꯄꯔꯐꯣꯃꯦꯟꯁ: ꯃꯥꯟꯅꯕꯥ ꯊꯕꯛꯁꯤꯡꯗꯥ ꯑꯐꯕꯥ ꯄꯔꯐꯣꯃꯦꯟꯁ ꯎꯠꯄꯥ ꯍꯧꯖꯤꯛ ꯂꯩꯔꯤꯕꯥ ꯀ꯭ꯂꯥꯁꯤꯐꯤꯀꯦꯁꯟ ꯃꯣꯗꯦꯜ ꯑꯃꯅꯥ ꯑꯐꯕꯥ ꯐꯜꯁꯤꯡ ꯐꯪꯅꯕꯒꯤꯗꯃꯛ ꯍꯧꯔꯀꯐꯝ ꯑꯃꯥ ꯄꯤꯕꯥ ꯉꯃꯒꯅꯤ꯫ ꯃꯣꯗꯦꯜ ꯑꯁꯤ ꯍꯥꯟꯅꯅꯥ ꯇꯦꯁ꯭ꯠ ꯇꯧꯈ꯭ꯔꯦ ꯑꯃꯁꯨꯡ ꯚꯦꯂꯤꯗꯦꯠ ꯇꯧꯈ꯭ꯔꯦ꯫ ꯃꯔꯝ ꯑꯗꯨꯅꯥ ꯃꯔꯤ ꯂꯩꯅꯕꯥ ꯊꯕꯛꯁꯤꯡꯗꯥ ꯐꯖꯅꯥ ꯊꯕꯛ ꯇꯧꯒꯅꯤ ꯍꯥꯌꯅꯥ ꯊꯥꯖꯕꯥ ꯌꯥꯏ꯫ ꯃꯁꯤꯅꯥ ꯐꯖꯅꯥ ꯊꯕꯛ ꯇꯧꯕꯥ ꯉꯝꯗꯕꯥ ꯃꯣꯗꯦꯜ ꯑꯃꯥ ꯁꯦꯃꯒꯠꯄꯒꯤ ꯈꯨꯗꯣꯡꯊꯤꯕꯥ ꯍꯟꯊꯍꯜꯂꯤ꯫ ꯑꯦꯛꯁꯄ꯭ꯔꯠ ꯅꯣꯂꯦꯖ: ꯀꯦꯁ ꯀꯌꯥꯗꯥ ꯍꯧꯖꯤꯛ ꯂꯩꯔꯤꯕꯥ ꯀ꯭ꯂꯥꯁꯤꯐꯤꯀꯦꯁꯟ ꯃꯣꯗꯦꯂꯁꯤꯡ ꯑꯁꯤ ꯂꯝ ꯑꯁꯤꯒꯤ ꯑꯦꯛꯁꯄꯔꯇꯁꯤꯡꯅꯥ ꯁꯦꯃꯒꯠꯂꯤ ꯑꯃꯁꯨꯡ ꯃꯁꯤꯗꯥ ꯑꯍꯣꯡꯕꯥ ꯇꯦꯛꯅꯤꯀꯁꯤꯡ ꯑꯃꯁꯨꯡ ꯑꯥꯔꯀꯤꯇꯦꯀꯆꯔꯁꯤꯡ ꯌꯥꯎꯔꯤ꯫ ꯑꯁꯨꯝꯅꯥ, ꯑꯁꯤꯒꯨꯝꯕꯥ ꯃꯣꯗꯦꯜꯁꯤꯡ ꯑꯁꯤ ꯁꯤꯖꯤꯟꯅꯗꯨꯅꯥ, ꯅꯟ-ꯑꯦꯛꯁꯄꯔꯇꯁꯤꯡꯅꯥ ꯃꯁꯤꯒꯤ ꯑꯦꯛꯁꯄꯔꯇꯁꯤꯡ ꯑꯁꯤ ꯁꯤꯖꯤꯟꯅꯗꯨꯅꯥ ꯑꯐꯕꯥ ꯐꯜꯁꯤꯡ ꯐꯪꯍꯟꯕꯥ ꯌꯥꯏ꯫ ꯃꯁꯤꯒꯤ ꯃꯈꯥꯗꯥ ꯂꯩꯔꯤꯕꯥ ꯊꯤꯑꯣꯔꯤ ꯑꯃꯁꯨꯡ ꯇꯦꯛꯅꯤꯀꯁꯤꯡꯒꯤ ꯃꯇꯥꯡꯗꯥ ꯅꯤꯡꯊꯤꯅꯥ ꯈꯪꯕꯥ ꯃꯊꯧ ꯇꯥꯗꯦ꯫ ꯇ꯭ꯔꯥꯟꯁꯐꯔ ꯂꯔꯅꯤꯡ: ꯍꯧꯖꯤꯛ ꯂꯩꯔꯤꯕꯥ ꯀ꯭ꯂꯥꯁꯤꯐꯤꯀꯦꯁꯟ ꯃꯣꯗꯦꯜ ꯑꯃꯥ ꯁꯤꯖꯤꯟꯅꯕꯒꯤ ꯑꯇꯣꯞꯄꯥ ꯀꯥꯟꯅꯕꯥ ꯑꯃꯗꯤ ꯇ꯭ꯔꯥꯟꯁꯐꯔ ꯂꯔꯅꯤꯡ ꯑꯁꯤ ꯁꯤꯖꯤꯟꯅꯕꯥ ꯉꯝꯒꯥꯅꯤ꯫ ꯃꯁꯤꯅꯥ ꯑꯅꯧꯕꯥ ꯊꯕꯛ ꯑꯃꯗꯥ ꯄ꯭ꯔꯤ-ꯇ꯭ꯔꯦꯟ ꯇꯧꯔꯕꯥ ꯃꯣꯗꯦꯜ ꯑꯃꯥ ꯐꯥꯏꯅꯦꯜ ꯇꯤꯎꯟ ꯇꯧꯕꯒꯤ ꯊꯧꯑꯣꯡꯅꯤ꯫ ꯃꯁꯤꯅꯥ ꯃꯇꯝ ꯑꯃꯁꯨꯡ ꯔꯤꯁꯣꯔꯁꯁꯤꯡ ꯀꯟꯕꯥ ꯉꯝꯒꯅꯤ꯫ ꯃꯔꯝꯗꯤ ꯃꯁꯤꯅꯥ ꯃꯣꯗꯦꯜ ꯑꯁꯤꯅꯥ ꯃꯔꯤ ꯂꯩꯅꯕꯥ ꯊꯕꯛ ꯑꯃꯗꯒꯤ ꯍꯥꯟꯅꯅꯥ ꯇꯃꯈꯤꯕꯥ ꯂꯧꯁꯤꯡ ꯃꯗꯨ ꯂꯤꯚꯔ ꯇꯧꯢ꯫, ꯃꯁꯤꯅꯥ ꯑꯐꯕꯥ ꯐꯜꯁꯤꯡ ꯐꯪꯅꯕꯥ ꯃꯊꯧ ꯇꯥꯕꯥ ꯗꯦꯇꯥ ꯑꯃꯁꯨꯡ ꯇ꯭ꯔꯦꯅꯤꯡꯒꯤ ꯃꯇꯝꯒꯤ ꯆꯥꯡ ꯍꯟꯊꯍꯜꯂꯤ꯫ ꯈꯪꯖꯤꯟꯒꯗꯕꯥ ꯑꯃꯅꯥ, ꯍꯧꯖꯤꯛ ꯂꯩꯔꯤꯕꯥ ꯀ꯭ꯂꯥꯁꯤꯐꯤꯀꯦꯁꯟ ꯃꯣꯗꯦꯜ ꯑꯃꯥ ꯁꯤꯖꯤꯟꯅꯕꯅꯥ ꯃꯇꯝ ꯑꯃꯁꯨꯡ ꯔꯤꯁꯣꯔꯁꯁꯤꯡ ꯀꯅꯕꯥ ꯉꯝꯒꯅꯤ꯫ ꯄ꯭ꯔꯃꯥꯟ ꯂꯩꯕꯥ ꯄꯔꯐꯣꯃꯦꯟꯁ ꯑꯃꯁꯨꯡ ꯑꯦꯛꯁꯄꯔꯠ ꯅꯣꯂꯦꯖ ꯄꯤꯕꯥ ꯉꯝꯒꯅꯤ꯫ ꯑꯃꯁꯨꯡ ꯇ꯭ꯔꯥꯟꯁꯐꯔ ꯂꯔꯅꯤꯡ ꯇꯧꯕꯥ ꯉꯝꯍꯜꯂꯤ꯫ ꯃꯁꯤꯅꯥ ꯑꯅꯧꯕꯥ ꯃꯣꯗꯦꯜ ꯑꯃꯥ ꯑꯍꯥꯅꯕꯗꯒꯤ ꯁꯦꯝꯒꯠꯄꯒꯥ ꯆꯥꯡꯗꯝꯅꯕꯗꯥ ꯀꯥꯟꯅꯕꯥ ꯋꯥꯔꯦꯞ ꯑꯃꯥ ꯑꯣꯏꯍꯜꯂꯤ꯫